ꯀꯪꯂꯩꯄꯥꯛꯀꯤ ꯄꯨꯋꯥꯔꯤ ꯑꯁꯤ ꯆꯥꯎꯔꯥꯛꯅ ꯃꯇꯝ ꯑꯍꯨꯝ ꯊꯣꯛꯅ ꯈꯥꯢꯗꯣꯛꯂꯒ ꯅꯩꯅꯕ ꯌꯥꯢ꯫ ꯃꯇꯝ ꯑꯍꯨꯝ ꯑꯗꯨꯗꯤ: ꯑꯃ) ꯑꯂꯤꯄ ꯀꯪꯂꯩꯄꯥꯛ (ꯑꯔꯤꯕ ꯃꯅꯤꯄꯨꯔ) ꯑꯅꯤ) ꯃꯌꯥꯢꯋꯥꯢꯔꯞ ꯊꯪꯕ ꯃꯇꯝꯒꯤ ꯀꯪꯂꯩꯄꯥꯛ (ꯃꯌꯥꯢꯋꯥꯢꯔꯞ ꯊꯪꯕ ꯃꯇꯝꯒꯤ ꯃꯅꯤꯄꯨꯔ) ꯑꯍꯨꯝ) ꯑꯊꯦꯡꯕ ꯃꯇꯝꯒꯤ ꯀꯪꯂꯩꯄꯥꯛ (ꯑꯊꯦꯡꯕ ꯃꯇꯝꯒꯤ ꯃꯅꯤꯄꯨꯔ)ꯅꯤ꯫ ꯑꯔꯤꯕ ꯃꯇꯝ ꯀꯨꯟꯊ꯭ꯔꯥ ꯍꯨꯝꯗꯣꯏ ꯑꯦ ꯗꯤ ꯒꯤ ꯃꯃꯥꯡ ꯑꯍꯥꯟꯕ ꯅꯤꯡꯊꯧꯒꯤ ꯃꯇꯝ ꯑꯔꯤꯕ ꯃꯇꯝ ꯑꯁꯤ ꯅꯤꯡꯊꯧ ꯇꯥꯡꯖ ꯂꯤꯂ ꯄꯥꯈꯪꯕꯒꯤ ꯃꯇꯝꯗꯒꯤ ꯍꯧꯏ꯫ ꯃꯍꯥꯛꯅ ꯀꯪꯂꯩꯄꯥꯛ ꯍꯥꯢꯕꯗꯤ ꯑꯂꯤꯞ ꯀꯪꯂꯩꯄꯥꯛꯇ ꯏꯍꯥꯟ ꯍꯥꯟꯅ ꯃꯌꯦꯛ ꯁꯦꯡꯅ ꯄꯥꯟꯕ ꯍꯧꯔꯛꯈꯤ꯫ ꯃꯁꯤꯗꯒꯤ ꯇꯨꯡꯂꯝꯆꯠꯇ ꯄꯥꯜꯂꯛꯄ ꯅꯤꯡꯊꯧ ꯀꯌꯥꯅ ꯇꯞꯅ ꯇꯞꯅ ꯆꯥꯎꯈꯠꯄꯒꯤ ꯃꯥꯡꯂꯣꯝꯗ ꯀꯪꯂꯩꯄꯥꯛ ꯃꯥꯢ ꯑꯣꯟꯁꯤꯜꯍꯟꯂꯛꯈꯤ꯫ ꯅꯤꯡꯊꯧ ꯀꯥꯡꯕ ꯑꯃꯗꯤ ꯁꯒꯣꯜ ꯀꯥꯡꯖꯩ ꯅꯤꯡꯊꯧ ꯀꯥꯡꯄꯒꯤ ꯃꯇꯝꯗ ꯁꯒꯣꯜ ꯀꯥꯡꯖꯩ ꯄꯨꯊꯣꯛꯈꯤ꯫ ꯃꯁꯤꯅ ꯇꯥꯛꯄꯗꯤ ꯃꯍꯥꯛꯀꯤ ꯃꯇꯝꯗ ꯀꯪꯂꯩꯄꯥꯛ ꯍꯥꯢꯕꯗꯤ ꯑꯂꯤꯞ ꯀꯪꯂꯩꯄꯥꯛꯇ ꯁꯒꯣꯜ ꯍꯥꯢꯕꯗꯤ ꯃꯩꯇꯩ ꯁꯒꯣꯜ ꯅꯤꯡꯊꯤꯖꯅ ꯁꯤꯖꯤꯟꯅꯔꯦ ꯍꯥꯢꯕ ꯇꯥꯛꯂꯤ꯫ ꯅꯤꯡꯊꯧ ꯃꯂꯤꯌꯥꯐꯝ ꯄꯥꯜꯆꯥ ꯑꯃꯗꯤ ꯊꯥꯄꯥꯂꯣꯟ ꯅꯤꯡꯊꯧ ꯃꯂꯤꯌꯥꯐꯝ ꯄꯥꯜꯆꯥꯒꯤ ꯃꯇꯝꯗ ꯃꯤꯇꯩ ꯊꯄꯥꯂꯣꯟ ꯄꯨꯊꯣꯛꯈꯤ꯫ ꯄꯣꯢꯔꯩꯇꯣꯟ ꯒꯤ ꯈꯨꯟꯊꯣꯛꯂꯛꯄ ꯑꯁꯨꯝ ꯂꯥꯛꯄꯅ ꯄꯣꯢꯔꯩꯇꯣꯟꯅ ꯀꯪꯂꯩꯄꯥꯛ ꯇ ꯈꯨꯟꯊꯣꯛꯂꯛꯄ ꯃꯇꯝꯗ ꯑꯃ) ꯆꯥꯛꯍꯥꯎ ꯊꯥꯕ, ꯑꯅꯤ) ꯃꯩ ꯍꯦꯟꯅ ꯅꯤꯡꯊꯤꯖꯅ ꯁꯤꯖꯤꯟꯕ (ꯍꯥꯟꯅꯕꯨꯗꯤ ꯁꯤꯖꯤꯟꯅꯔꯝꯂꯕꯅꯤ), ꯑꯍꯨꯝ) ꯁꯅꯥ (ꯆꯣꯢꯅꯧ) ꯑꯃꯗꯤ ꯂꯨꯄꯥ ꯒꯤ ꯁꯤꯖꯤꯟꯅꯕ, ꯃꯔꯤ) ꯂꯧꯎ ꯁꯤꯡꯎ ꯍꯦꯟꯅ ꯈꯨꯃꯥꯡ ꯆꯥꯎꯁꯤꯟꯂꯛꯄ ꯑꯁꯤꯅꯆꯤꯡꯕꯗ ꯀꯪꯂꯩꯄꯥꯛ ꯃꯥꯢ ꯑꯣꯟꯁꯤꯜꯂꯛꯈꯤ꯫ ꯀꯨꯟꯊ꯭ꯔꯥ ꯍꯨꯝꯗꯣꯏ ꯑꯦ ꯗꯤ ꯑꯃꯗꯤ ꯃꯁꯤꯒꯤ ꯃꯇꯨꯡ ꯅꯣꯡꯗꯥ ꯂꯥꯢꯔꯦꯟ ꯄꯥꯈꯪꯕ ꯃꯤ ꯑꯌꯥꯝꯕꯅ ꯀꯪꯂꯩꯄꯥꯛꯀꯤ ꯄꯨꯋꯥꯔꯤ ꯑꯁꯤ ꯅꯣꯡꯗꯥ ꯂꯥꯢꯔꯦꯟ ꯄꯥꯈꯪꯕꯒꯤ ꯃꯇꯝꯗꯒꯤ ꯍꯧꯏ ꯍꯥꯢꯅ ꯂꯥꯟꯅ ꯈꯜꯂꯤ꯫ ꯑꯁꯦꯡꯕꯗꯤ ꯅꯠꯇꯦ꯫ ꯃꯍꯥꯛꯅ ꯀꯪꯂꯥꯗ ꯄꯥꯟꯕ ꯅꯤꯡꯊꯧꯖꯥ ꯁꯂꯥꯢꯒꯤ ꯑꯍꯥꯟꯕ ꯅꯤꯡꯊꯧꯅꯤ ꯍꯥꯢꯕꯅꯤ꯫ ꯃꯍꯥꯛ ꯑꯁꯤ ꯀꯨꯟꯊ꯭ꯔꯥ ꯍꯨꯝꯗꯣꯏ ꯑꯦ ꯗꯤ (ꯑꯍꯥꯟꯕ ꯆꯍꯤꯆꯥ) ꯗ ꯐꯝꯄꯥꯜ ꯀꯥꯗꯨꯅ ꯄꯥꯂꯝꯕ ꯅꯤꯡꯊꯧ ꯑꯃꯅꯤ꯫ ꯄꯨꯡ ꯄꯨꯊꯣꯛꯂꯛꯄ ꯑꯅꯤ - ꯑꯍꯨꯝ ꯁꯨꯕ ꯆꯍꯤꯆꯥ ꯗ ꯄꯥꯟꯕ ꯃꯩꯇꯤꯡꯉꯨ ꯈꯨꯌꯣꯢ ꯇꯣꯝꯄꯣꯛꯒꯤ ꯃꯇꯝꯗ ꯃꯤꯇꯩ ꯄꯨꯡ (ꯊꯤꯟ-ꯌꯦꯢꯅꯕ ꯄꯨꯡ ꯑꯃꯗꯤ ꯃꯇꯝ ꯈꯪꯅꯕ ꯄꯨꯡ) ꯄꯨꯊꯣꯛꯂꯛꯈꯤ꯫ ꯁꯦꯟꯌꯦꯛ ꯄꯨꯊꯣꯛꯂꯛꯄ ꯇꯔꯦꯠ ꯁꯨꯕ ꯆꯍꯤꯆꯥ ꯗ ꯂꯩꯔꯝꯕ ꯃꯩꯇꯤꯡꯉꯨ ꯎꯔꯥ ꯀꯣꯟꯊꯧꯕ ꯒꯤ ꯃꯇꯝꯗ ꯃꯩꯇꯩ ꯂꯩꯄꯥꯛꯇ ꯁꯦꯟꯌꯦꯛ ꯄꯨꯊꯣꯛꯂꯛꯇꯨꯅ ꯃꯤꯇꯩ ꯃꯌꯦꯛꯇ ꯏꯕ ꯁꯦꯟꯌꯦꯛ ꯆꯠꯅꯔꯛꯈꯤ꯫ ꯍꯤꯌꯥꯡ ꯍꯤꯔꯦꯟ ꯄꯨꯊꯣꯛꯂꯛꯄ ꯑꯃꯗꯤ ꯍꯤꯌꯥꯡ ꯇꯥꯟꯅꯕ ꯍꯧꯗꯣꯛꯂꯛꯄ ꯇꯔꯦꯠ ꯁꯨꯕ ꯆꯍꯤꯆꯥ ꯗ ꯂꯩꯔꯝꯕ ꯃꯩꯇꯤꯡꯉꯨ ꯎꯔꯥ ꯀꯣꯟꯊꯧꯕ ꯅ ꯏꯝꯐꯥꯜ ꯀꯪꯂꯥꯗ ꯄꯥꯟꯕ ꯃꯇꯝꯗ ꯂꯨꯋꯥꯡ ꯂꯩꯄꯥꯛꯇ ꯂꯨꯋꯥꯡ ꯅꯤꯡꯊꯧ ꯄꯨꯟꯁꯤꯕ ꯅ ꯄꯥꯜꯂꯤ꯫ ꯂꯨꯋꯥꯡ ꯅꯤꯡꯊꯧ ꯀꯤ ꯂꯝꯖꯤꯡ ꯃꯈꯥꯗ ꯍꯤꯌꯥꯡ ꯍꯤꯔꯦꯟ ꯄꯨꯊꯣꯛꯂꯛꯈꯤ ꯑꯃꯗꯤ ꯍꯤꯌꯥꯡ ꯇꯥꯟꯅꯕ ꯍꯧꯗꯣꯛꯂꯛꯈꯤ꯫ ꯄꯨꯅꯦꯗ ꯄꯥꯡꯊꯣꯛꯈꯤꯕ ꯃꯉꯥ ꯁꯨꯕ ꯅꯣꯔ꯭ꯊ-ꯏꯁ꯭ꯠ ꯐꯤꯂꯝ ꯐꯦꯁꯇꯤꯚꯦꯜ ꯂꯤꯁꯤꯡ ꯑꯅꯤꯒ ꯀꯨꯟꯗ ꯑꯣꯐꯤꯁ꯭ꯌꯦꯜ ꯑꯣꯏꯅ ꯈꯟꯒꯠꯈꯤ꯫ ꯇꯔꯥ ꯁꯨꯕ ꯗꯥꯗꯥ ꯁꯥꯍꯦꯕ ꯐꯥꯜꯀꯦ ꯐꯤꯂꯝ ꯐꯦꯁꯇꯤꯚꯦꯜ ꯂꯤꯁꯤꯡ ꯑꯅꯤꯒ ꯀꯨꯟꯗ ꯕꯦꯁ꯭ꯠ ꯐꯤꯆꯔ ꯐꯤꯂꯝ ꯑꯦꯋꯥꯔ꯭ꯗ ꯐꯪꯈꯤ꯫ ꯅꯤꯄꯥꯜ ꯁꯨꯕ ꯗꯦꯜꯂꯤ ꯏꯟꯇꯔꯅꯦꯁꯅꯦꯜ ꯐꯤꯂꯝ ꯐꯦꯁꯇꯤꯚꯦꯜ ꯑꯃꯁꯨꯡ ꯅꯤꯄꯥꯜ ꯁꯨꯕ ꯏꯟꯗꯤꯌꯟ ꯁꯤꯅꯦ ꯐꯤꯜꯝ ꯐꯦꯁꯇꯤꯚꯦꯜ ꯂꯤꯁꯤꯡ ꯑꯅꯤꯒ ꯀꯨꯟ ꯗ ꯑꯣꯐꯤꯁꯤꯌꯦꯜ ꯑꯣꯏꯅ ꯈꯟꯒꯠꯈꯤ꯫ ꯑꯖꯤꯠ ꯌꯨꯝꯅꯥꯝ ꯍꯨꯝꯐꯨ ꯇꯔꯦꯠ ꯁꯨꯕ ꯅꯦꯁꯅꯦꯜ ꯐꯤꯜꯝ ꯑꯦꯋꯥꯔ꯭ꯗꯁꯇ ꯃꯅꯤꯄꯨꯔꯒꯤ ꯈ꯭ꯋꯥꯏꯗꯒꯤ ꯐꯕ ꯐꯤꯆꯔ ꯐꯤꯜꯝꯒꯤ ꯅꯦꯁꯅꯦꯜ ꯐꯤꯜꯝ ꯑꯦꯋꯥꯔ꯭ꯗ ꯐꯪꯈꯤ꯫ ꯐꯤꯆꯔ ꯁꯦꯛꯁꯟꯗ ꯌꯥꯡꯈꯩ ꯃꯥꯊꯣꯏ ꯁꯨꯕ ꯏꯟꯇꯔꯅꯦꯁꯅꯤꯜ ꯐꯤꯜꯝ ꯐꯦꯁꯇꯤꯚꯦꯜ ꯑꯣꯐ ꯏꯟꯗꯤꯌꯥ (ꯏꯟꯗꯤꯌꯟ ꯄꯦꯅꯣꯔꯥꯃꯥ) ꯒꯤꯗꯃꯛ ꯈꯟꯈꯤ꯫ ꯏꯟꯗꯣꯅꯦꯁꯤꯌꯥꯒꯤ ꯖꯣꯒꯖꯥ-ꯅꯦꯠꯄꯦꯛ ꯑꯦꯁꯤꯌꯥꯟ ꯐꯤꯜꯝ ꯐꯦꯁꯇꯤꯚꯜ ꯂꯤꯁꯤꯡ ꯑꯅꯤꯒ ꯀꯨꯟ ꯃꯥꯊꯣꯏꯗ ꯑꯣꯐꯤꯁꯤꯌꯦꯜ ꯑꯣꯏꯅ ꯈꯟꯒꯠꯈꯤ꯫